ꯂꯩꯄꯥꯛꯀꯤ ꯄꯨꯋꯥꯔꯤꯗ ꯁ꯭ꯔꯤ ꯃꯟꯖꯨꯅꯥꯊ ꯑꯁꯤ ꯍꯤꯟꯗꯨꯒꯤ ꯂꯥꯢꯅꯨꯄꯥ ꯑꯃꯅꯤ꯫ ꯍꯤꯟꯗꯨꯒꯤ ꯆꯤꯉꯨ ꯈꯣꯌꯨꯝ ꯂꯥꯢꯌꯥꯝꯁꯤꯡ ꯁ꯭ꯔꯤ ꯒꯣꯚꯤꯟꯗꯖꯤ ꯂꯥꯢꯁꯪ ꯍꯥꯏꯕꯁꯤ ꯀꯪꯂꯥ ꯃꯅꯨꯡꯗ ꯂꯩꯕ ꯍꯤꯟꯗꯨꯒꯤ ꯂꯥꯢꯁꯪ ꯑꯃꯅꯤ꯫ ꯁ꯭ꯔꯤ ꯒꯣꯚꯤꯟꯗꯖꯤ ꯂꯥꯢꯁꯪ ꯑꯁꯤ ꯃꯩꯇꯩ ꯍꯤꯟꯗꯨꯁꯤꯡꯒꯤꯗꯤ ꯑꯅꯧꯕ ꯃꯇꯝ ꯒꯤ ꯃꯅꯤꯄꯨꯔꯒꯤ ꯈ꯭ꯋꯥꯢꯗꯒꯤ ꯁꯦꯡꯂꯕ ꯑꯃꯗꯤ ꯃꯃꯤꯡ ꯂꯩꯕ ꯃꯐꯝ ꯑꯃ ꯑꯣꯢꯈꯤ꯫ "ꯁ꯭ꯔꯤ ꯒꯣꯚꯤꯟꯗꯖꯤ ꯂꯥꯢꯁꯪ" ꯍꯥꯏꯕꯁꯤ ꯃꯅꯤꯄꯨꯔꯒꯤ ꯑꯆꯧꯕ ꯂꯥꯢꯁꯪ ꯀꯌꯥꯒꯤ ꯃꯅꯨꯡꯗ ꯑꯃꯅꯤ꯫ ꯁ꯭ꯔꯤ ꯑꯁꯤ ꯍꯤꯟꯗꯨꯒꯤ ꯏꯀꯥꯢꯈꯨꯝꯅꯕ ꯎꯠꯄ ꯃꯥꯡꯇꯞ ꯋꯥꯍꯩ ꯑꯃꯅꯤ꯫ ꯍꯤꯟꯗꯨꯒꯤ ꯆꯤꯉꯨ ꯈꯣꯌꯨꯝ ꯂꯥꯢꯌꯥꯝꯁꯤꯡ ꯄꯅꯥ ꯑꯁꯤ ꯏꯟꯗꯤꯌꯥ ꯂꯩꯄꯥꯛꯀꯤ ꯂꯩꯈꯥꯢ (ꯁ꯭ꯇꯦꯠ) ꯑꯃ ꯑꯣꯢꯔꯤꯕ ꯑꯟꯙ꯭ꯔ ꯄ꯭ꯔꯗꯦꯁꯀꯤ ꯄꯅꯥ ꯃꯌꯥꯝꯒꯤ ꯃꯅꯨꯡꯗꯒꯤ ꯑꯃꯅꯤ꯫ ꯑꯟꯙ꯭ꯔ ꯄ꯭ꯔꯗꯦꯁꯀꯤ ꯄꯅꯥꯁꯤꯡ ꯂꯥꯢꯔꯤꯛ ꯑꯁꯤ ꯃꯌꯥꯢꯋꯥꯢꯔꯞ ꯑꯣꯢꯕ ꯃꯇꯝꯒꯤ ꯀꯪꯂꯩꯄꯥꯛꯀꯤ ꯃꯤꯇꯩꯂꯣꯟꯒꯤ ꯈꯨꯠꯏ ꯂꯥꯢꯔꯤꯛ ꯑꯃꯅꯤ꯫ ꯀꯪꯂꯩꯄꯥꯛꯀꯤ ꯃꯌꯥꯢꯋꯥꯢꯔꯞ ꯑꯣꯢꯕ ꯃꯇꯝꯗ ꯏꯕ ꯃꯤꯇꯩꯂꯣꯟꯒꯤ ꯈꯨꯠꯏ ꯂꯥꯢꯔꯤꯛꯁꯤꯡ ꯁ꯭ꯔꯤꯃꯪꯒꯜ, ꯁ꯭ꯔꯤꯁ ꯗꯥꯁ, ꯑꯃꯁꯨꯡ ꯃꯪꯒꯜ ꯗꯥꯁ ꯃꯆꯤꯟꯃꯅꯥꯎ ꯑꯅꯤꯒꯤ ꯃꯃꯤꯡꯗ ꯁ꯭ꯔꯤꯃꯪꯒꯜ ꯃꯤꯡꯊꯣꯟꯈꯤꯕꯅꯤ꯫ ꯆꯥꯒꯤ ꯀꯣꯅꯨꯡ ꯍꯥꯏꯅ ꯈꯪꯅꯕ ꯁ꯭ꯔꯤꯃꯪꯒꯜ ꯄꯥꯛꯆꯥꯎꯕ ꯑꯁꯤ ꯆꯥꯃꯔꯤ ꯀꯨꯟꯃꯉꯥ ꯄꯣꯏꯟꯇ ꯇꯔꯥꯃꯉꯥ ꯁ꯭ꯀ꯭ꯌꯥꯔ ꯀꯤꯂꯣꯃꯤꯇꯔꯅꯤ꯫ ꯐꯨꯔꯨꯞꯆꯥꯁꯤꯡ ꯃꯅꯤꯄꯨꯔꯒꯤ ꯃꯄꯥꯟꯗ ꯑꯍꯥꯟꯕ ꯃꯤꯇꯩꯅ ꯕꯪꯂꯥꯗꯦꯁ ꯃꯥꯏꯀꯩꯗ ꯈꯨꯟꯗꯥꯈꯤꯕꯁꯦ ꯁ꯭ꯔꯤꯃꯡꯒꯂꯅꯤ꯫ ꯑꯁꯤꯗ ꯃꯩꯇꯩꯈꯛꯇ ꯅꯠꯇꯦ ꯈꯥꯁꯤꯌꯥ, ꯒꯥꯔꯣ, ꯃꯨꯟꯗꯥ, ꯂꯥꯂꯦꯡ, ꯆꯥ ꯐꯨꯔꯨꯞ (ꯆꯥ ꯐꯨꯔꯨꯞꯁꯤꯡꯒꯤ ꯆꯞꯆꯥꯕꯤ ꯁꯥꯔꯚꯦ ꯂꯩꯇꯦ, ꯑꯣꯗꯨꯕꯨ ꯛꯥꯡꯂꯨꯞ ꯌꯥꯡꯈꯩꯃꯨꯛ ꯂꯩ ꯍꯥꯏꯅ ꯈꯟꯅꯩ) ꯃꯈꯣꯏꯒ ꯂꯣꯏꯅꯅ ꯍꯤꯟꯗꯨ ꯃꯨꯁꯂꯤꯝꯁꯨ ꯂꯩꯔꯤꯕꯅꯤ꯫ ꯆꯥ ꯕꯥꯒꯥꯟ ꯆꯥꯃꯔꯤ ꯀꯨꯟꯃꯉꯥ ꯄꯣꯏꯟꯠ ꯇꯔꯥꯃꯉꯥ ꯁ꯭ꯀ꯭ꯋꯥꯔ ꯀꯤꯂꯣꯃꯤꯇꯔꯒꯤ ꯃꯅꯨꯡꯗ ꯆꯥꯃꯉꯥ ꯃꯔꯤꯐꯨ ꯃꯔꯤ ꯄꯣꯏꯟꯠ ꯀꯨꯟ ꯃꯥꯄꯟ ꯁ꯭ꯀ꯭ꯋꯥꯔ ꯀꯤꯂꯣꯃꯤꯇꯔꯅ ꯆꯥꯒꯤ ꯂꯝꯅꯤ꯫ ꯕꯪꯂꯥꯗꯦꯁꯀꯤ ꯆꯥꯃꯒ ꯍꯨꯝꯐꯨ ꯍꯨꯝꯗꯣꯏ ꯕꯥꯒꯥꯟꯒꯤ ꯃꯅꯨꯡꯗ ꯅꯤꯐꯨꯈꯛ ꯃꯐꯝꯁꯤꯗꯅꯤ꯫ ꯆꯥ ꯃꯅꯥꯒ ꯂꯣꯏꯅꯅ ꯍꯩ, ꯀꯤꯍꯣꯝ, ꯊꯩꯕꯣꯡ, ꯔꯕꯔ ꯑꯃꯁꯨꯡ ꯃꯈꯜ ꯃꯈꯜꯒꯤ ꯎꯄꯥꯟꯕꯤ ꯐꯪꯉꯤ꯫ ꯕꯒꯥꯟ ꯐꯤꯅꯂꯦ, ꯀꯥꯖꯤ ꯑꯦꯟ꯭ꯗ ꯀꯥꯖꯤ ꯇꯤ ꯅꯥ ꯃꯔꯨ ꯑꯣꯢꯕ ꯕꯥꯒꯥꯟꯅꯤ꯫ ꯇꯨꯔꯦꯜ ꯁ꯭ꯔꯤꯃꯪꯒꯜꯗ ꯆꯦꯜꯂꯤꯕ ꯇꯨꯔꯦꯜꯁꯤꯡ ꯕꯤꯂꯥꯁ ꯇꯨꯔꯦꯜ, ꯒꯣꯄꯂꯥ ꯇꯨꯔꯦꯜ, ꯚꯨꯔꯚꯨꯔꯤꯌꯥ ꯇꯨꯔꯦꯜ, ꯐꯨꯜꯆꯔꯥ ꯇꯨꯔꯦꯜ ꯑꯁꯤꯅꯆꯤꯡꯕꯅꯤ꯫ ꯢꯌꯥꯏ ꯢꯌꯥꯏ ꯁꯦꯜ ꯊꯨꯝꯒꯤ ꯐꯤꯚꯝ ꯁ꯭ꯔꯤꯃꯪꯒꯜꯒꯤ ꯃꯔꯨ ꯑꯣꯏꯕ ꯁꯦꯜꯇꯥꯟ ꯂꯝꯕꯤꯁꯦ ꯂꯧ ꯎꯕꯅꯤ꯫